ꯏꯂꯦꯛꯇ꯭ꯔꯣꯅꯤꯛ ꯔꯤꯁꯔꯆ ꯅꯣꯠꯕꯨꯛ ꯒꯤ ꯁꯥꯏꯟꯇꯤꯁ ꯑꯃ ꯑꯣꯏꯔꯤꯕ ꯇꯤꯝ ꯕꯔꯅꯔꯁ-ꯂꯤꯅ ꯋꯥꯔꯜꯗ ꯋꯥꯏꯗ ꯋꯦꯕꯀꯤ ꯋꯥꯈꯜꯂꯣꯟ ꯑꯃ ꯊꯝꯈꯤ ꯃꯁꯤꯅ ꯃꯤꯌꯥꯝꯅ ꯋꯦꯕꯁꯥꯏꯠꯀꯤ ꯈꯨꯠꯊꯥꯡꯗ ꯏꯟꯐꯣꯔꯃꯦꯁꯟ ꯑꯦꯛꯁꯦꯁ ꯇꯧꯕ ꯑꯃꯁꯨꯡ ꯁꯦꯌꯔ ꯇꯧꯕ ꯌꯥꯍꯟꯗꯨꯅ ꯏꯟꯇꯔꯅꯦꯠ ꯑꯁꯤ ꯃꯤꯌꯥꯝꯗ ꯍꯦꯟꯅ ꯁꯤꯖꯤꯟꯅꯕ ꯌꯥꯍꯟꯒꯅꯤ꯫ ꯃꯇꯝ ꯑꯗꯨꯗꯒꯤ ꯍꯧꯅ ꯏꯟꯇꯔꯅꯦꯠ ꯑꯁꯤ ꯌꯥꯝꯅ ꯆꯥꯎꯈꯠꯂꯛꯂꯤ ꯑꯃꯁꯨꯡ ꯑꯩꯈꯣꯢꯅ ꯍꯤꯡꯂꯤꯕ ꯊꯕꯛ ꯇꯧꯕꯒꯤ ꯃꯑꯣꯡ ꯄꯥꯎ ꯐꯥꯎꯅꯕꯒꯤ ꯑꯃꯁꯨꯡ ꯏꯟꯐꯣꯔꯃꯦꯁꯟ ꯐꯪꯕꯒꯤ ꯃꯑꯣꯡ ꯃꯇꯧꯗ ꯑꯍꯣꯡꯕ ꯑꯃ ꯄꯨꯔꯛꯂꯦ꯫ ꯒꯤꯅꯤ ꯏꯟꯗꯦꯛꯁ ꯑꯁꯤ ꯀꯔꯝꯅ ꯂꯦꯞꯊꯣꯛꯄꯒꯦ ꯍꯥꯢꯕꯗꯨ ꯁꯟꯗꯣꯛꯅ ꯇꯥꯛꯄꯤꯌꯨ꯫ ꯒꯤꯅꯤ ꯏꯟꯗꯦꯛꯁ ꯒꯤꯅꯤ ꯀꯣꯑꯣꯐꯤꯁꯤꯑꯦꯟꯁꯤ ꯅꯠꯇ꯭ꯔꯒ ꯒꯤꯅꯤ ꯔꯦꯁꯤꯑꯣ ꯍꯥꯢꯅꯥꯁꯨ ꯈꯪꯅꯕꯥ ꯑꯁꯤ ꯃꯥꯟꯅꯕ ꯂꯩꯇꯕꯥ ꯅꯠꯇ꯭ꯔꯒ ꯀꯟꯁꯦꯟꯇꯔꯦꯁꯟꯒꯤ ꯆꯥꯡꯌꯦꯡ ꯑꯃꯅꯤ꯫ ꯃꯁꯤ ꯃꯍꯧꯁꯥꯅ ꯃꯤꯁꯤꯡ ꯑꯃꯒꯤ ꯃꯅꯨꯡꯗ ꯂꯩꯕꯥ ꯀꯥꯡꯂꯨꯞꯁꯤꯡꯒꯤ ꯃꯔꯛꯇ ꯏꯟꯀꯝ ꯌꯥꯗꯕ ꯅꯠꯇ꯭ꯔꯒ ꯋꯦꯂꯊ ꯏꯟꯑꯦꯕꯦꯂꯤꯇꯤ ꯌꯦꯡꯁꯤꯟꯅꯕꯥ ꯁꯤꯖꯤꯟꯅꯩ꯫ ꯒꯤꯅꯤ ꯏꯟꯗꯦꯛꯁ ꯑꯁꯤ ꯂꯦꯞꯊꯣꯛꯅꯕ ꯈꯣꯡꯊꯥꯡꯁꯤꯡꯗꯤ: ꯚꯦꯜꯌꯨꯁꯤꯡ ꯑꯁꯤ ꯍꯦꯟꯒꯠꯂꯛꯂꯤꯕꯥ ꯑꯣꯔꯗꯔꯗ ꯁꯦꯝꯗꯣꯛꯄ ꯑꯍꯥꯟꯕ ꯈꯣꯡꯊꯥꯡꯗꯤ ꯚꯦꯜꯌꯨꯁꯤꯡ ꯑꯁꯤ ꯍꯟꯊꯍꯟꯗꯕ ꯑꯣꯔꯗꯔꯗ ꯁꯦꯝꯗꯣꯛꯄꯅꯤ꯫ ꯃꯗꯨꯒꯤ ꯃꯇꯨꯡꯗꯥ ꯑꯩꯈꯣꯢꯅ ꯃꯤꯁꯤꯡ ꯄꯨꯝꯅꯃꯛꯀꯤ ꯏꯟꯀꯝ ꯑꯁꯤ ꯈ꯭ꯋꯥꯏꯗꯒꯤ ꯅꯦꯝꯕ ꯑꯗꯨꯗꯒꯤ ꯈ꯭ꯋꯥꯏꯗꯒꯤ ꯋꯥꯡꯕ ꯐꯥꯎꯕ ꯁꯦꯝ ꯁꯥꯔꯤ꯫ ꯚꯦꯜꯌꯨꯁꯤꯡ ꯑꯃꯁꯨꯡ ꯃꯤꯁꯤꯡꯒꯤ ꯀ꯭ꯌꯨꯃꯨꯂꯦꯇꯤꯕ ꯄ꯭ꯔꯣꯄꯣꯔꯁꯟ ꯑꯗꯨ ꯂꯦꯞꯊꯣꯛꯄ: ꯃꯤꯁꯤꯡꯒꯤ ꯀ꯭ꯌꯨꯃꯨꯂꯦꯇꯤꯕ ꯄ꯭ꯔꯣꯄꯣꯔꯁꯟ ꯑꯃꯁꯨꯡ ꯃꯈꯣꯢꯅ ꯐꯪꯂꯤꯕꯥ ꯏꯟꯀꯝꯒꯤ ꯀ꯭ꯌꯨꯃꯨꯂꯦꯇꯤꯕ ꯄ꯭ꯔꯣꯄꯣꯔꯁꯟ ꯑꯗꯨ ꯏꯟꯀꯝꯒꯤ ꯊꯥꯛ ꯈꯨꯗꯤꯡꯃꯛ ꯐꯥꯎꯕ ꯂꯦꯞꯊꯣꯛꯄ꯫ ꯂꯣꯔꯦꯟꯁ ꯀꯔꯕ ꯄ꯭ꯂꯣꯠ ꯇꯧꯕꯥ: ꯃꯃꯥꯡꯒꯤ ꯈꯣꯡꯊꯥꯡꯗ ꯂꯦꯞꯈꯤꯕ ꯀ꯭ꯌꯨꯃꯨꯂꯦꯇꯤꯕ ꯄ꯭ꯔꯣꯄꯣꯔꯁꯟꯁꯤꯡ ꯁꯤꯖꯤꯟꯅꯗꯨꯅ ꯂꯣꯔꯦꯟꯁ ꯀꯔꯕ ꯑꯗꯨ ꯄ꯭ꯂꯣꯠ ꯇꯧ꯫ ꯑꯦꯛꯁꯤꯁꯇ ꯃꯤꯁꯤꯡꯒꯤ ꯀ꯭ꯌꯨꯃꯨꯂꯦꯇꯤꯕ ꯄ꯭ꯔꯣꯄꯣꯔꯁꯟ ꯑꯗꯨ ꯄ꯭ꯂꯣꯠ ꯇꯧ ꯑꯃꯁꯨꯡ ꯋꯥꯏ-ꯑꯦꯛꯁꯤꯁꯇ ꯏꯟꯀꯝꯒꯤ ꯀ꯭ꯌꯨꯃꯨꯂꯦꯇꯤꯕ ꯄ꯭ꯔꯣꯄꯣꯔꯁꯟ ꯑꯗꯨ ꯄ꯭ꯂꯣꯠ ꯇꯧ꯫ ꯃꯃꯥꯡꯒꯤ ꯈꯣꯡꯊꯥꯡꯗꯥ ꯐꯪꯈꯤꯕꯥ꯫ ꯃꯔꯝ ꯑꯗꯨꯅꯥ ꯒꯤꯅꯤ ꯏꯟꯗꯦꯛꯁ ꯍꯥꯢꯕꯁꯤ ꯃꯄꯨꯡ ꯐꯥꯕ ꯃꯥꯟꯅꯕ ꯂꯥꯏꯟ ꯑꯃꯁꯨꯡ ꯂꯣꯔꯦꯟꯁ ꯀꯔꯕꯀꯤ ꯃꯔꯛꯇꯥ ꯂꯩꯕꯥ ꯃꯐꯝ ꯑꯗꯨꯒ ꯃꯄꯨꯡ ꯐꯥꯕ ꯃꯥꯟꯅꯕ ꯂꯥꯏꯅꯒꯤ ꯃꯈꯥꯗ ꯂꯩꯕꯥ ꯑꯄꯨꯟꯕ ꯃꯐꯝ ꯑꯗꯨꯒ ꯆꯥꯡꯗꯝꯅꯕꯅꯤ꯫ ꯋꯥꯍꯩ ꯑꯁꯤ ꯑꯃꯨꯛ ꯍꯟꯅ ꯏꯕꯤꯌꯨ ꯀ꯭ꯂꯣꯇꯤꯡ ꯁ꯭ꯇꯣꯔ ꯑꯁꯤꯅ ꯇꯁꯦꯡꯅ ꯑꯆꯧꯕ ꯑꯣꯐꯔꯁꯤꯡ ꯂꯩꯔꯤ꯫ ꯚꯔꯆꯨꯑꯦꯜ ꯃꯦꯁꯤꯟ ꯑꯃꯗꯥ ꯂꯤꯅꯥꯛꯁ ꯁꯤꯁꯇꯦꯝ ꯑꯃ ꯆꯂꯥꯏꯕꯗ ꯊꯣꯛꯄ ꯌꯥꯕ ꯁꯃꯁ꯭ꯌꯥ ꯑꯍꯨꯝ ꯀꯔꯤꯅꯣ? ꯏꯟꯄꯨꯠ ꯑꯃꯠꯇꯥ ꯂꯩꯇꯦ꯫ ꯚꯔꯆꯨꯑꯦꯜ ꯃꯦꯁꯤꯟ ꯑꯃꯗ ꯂꯤꯅꯥꯛꯁ ꯁꯤꯁꯇꯦꯝ ꯑꯃ ꯆꯂꯥꯏꯕꯅ ꯊꯣꯛꯄ ꯌꯥꯕ ꯊꯧꯗꯣꯛ ꯀꯌꯥ ꯑꯃ ꯊꯣꯛꯍꯟꯕ ꯌꯥꯏ꯫ ꯃꯈꯥꯗ ꯌꯨꯖꯔ ꯈꯔꯅ ꯊꯦꯡꯅꯕ ꯌꯥꯕꯥ ꯄꯣꯇꯦꯟꯁꯤꯑꯦꯜ ꯄ꯭ꯔꯣꯕ꯭ꯂꯦꯝ ꯑꯍꯨꯝ ꯄꯤꯔꯤ: ꯄꯔꯐꯣꯃꯦꯟꯁ ꯏꯁꯨꯁꯤꯡ: ꯚꯔꯆꯨꯑꯦꯜ ꯃꯦꯁꯤꯟ ꯑꯃꯅ ꯍꯣꯁ꯭ꯠ ꯑꯣꯄꯔꯦꯇꯤꯡ ꯁꯤꯁꯇꯦꯝ ꯑꯃꯒꯤ ꯃꯊꯛꯇ ꯆꯠꯂꯤ ꯑꯃꯁꯨꯡ ꯁ꯭ꯇꯣꯔꯦꯖꯒꯨꯝꯕ ꯔꯤꯁꯣꯔꯁꯁꯤꯡ ꯁꯦꯌꯔ ꯇꯧꯕꯅ ꯃꯔꯝ ꯑꯣꯏꯗꯨꯅ ꯃꯁꯤꯅ ꯅꯦꯇꯤꯚ ꯏꯟꯁ꯭ꯇꯣꯂꯦꯁꯟ ꯑꯃꯒꯨꯝꯅ ꯐꯖꯅ ꯆꯠꯄ ꯉꯝꯗꯕ ꯌꯥꯏ꯫ ꯃꯔꯨꯑꯣꯏꯅ ꯀꯔꯤꯒꯨꯝꯕ ꯁꯤꯁꯇꯦꯝ ꯑꯁꯤ ꯔꯤꯁꯣꯔꯁ-ꯏꯟꯇꯦꯟꯁꯤꯕ ꯑꯣꯏꯔꯕꯗꯤ ꯅꯠꯇ꯭ꯔꯒ ꯍꯣꯁ꯭ꯠ ꯃꯦꯁꯤꯟ ꯑꯗꯨꯗ ꯔꯤꯁꯣꯔꯁꯁꯤꯡ ꯌꯥꯝꯅ ꯅꯦꯝꯂꯕꯗꯤ꯫ ꯀꯝꯄꯦꯇꯤꯕꯤꯂꯤꯇꯤꯒꯤ ꯏꯁꯨꯁꯤꯡ: ꯚꯔꯆꯨꯑꯦꯜ ꯃꯦꯁꯤꯟ ꯑꯃꯅ ꯍꯥꯔꯗꯋꯥꯌꯔ ꯏꯃꯨꯂꯦꯠ ꯇꯧꯕꯅ ꯃꯔꯝ ꯑꯣꯏꯗꯨꯅ ꯑꯀꯛꯅꯕ ꯍꯥꯔꯗꯋꯥꯌꯔ ꯗꯤꯚꯥꯏꯁꯁꯤꯡ ꯅꯠꯇ꯭ꯔꯒ ꯄꯦꯔꯤꯐꯦꯔꯦꯜꯁꯤꯡꯒ ꯀꯝꯄꯦꯇꯤꯕꯤꯂꯤꯇꯤꯒꯤ ꯏꯁꯨꯁꯤꯡ ꯂꯩꯕꯥ ꯌꯥꯏ ꯃꯔꯨꯑꯣꯏꯅ ꯀꯔꯤꯒꯨꯝꯕ ꯚꯔꯆꯨꯑꯦꯂꯥꯏꯖꯦꯁꯟ ꯁꯣꯐꯇꯋꯥꯌꯔ ꯑꯗꯨꯅ ꯃꯈꯣꯢꯕꯨ ꯃꯄꯨꯡꯐꯥꯅ ꯁꯞꯄꯣꯔꯠ ꯇꯧꯗ꯭ꯔꯕꯗꯤ ꯃꯁꯤꯅ ꯄꯦꯔꯤꯐꯦꯔꯦꯜꯁꯤꯡ ꯅꯠꯇ꯭ꯔꯒ ꯗꯤꯚꯥꯏꯁꯁꯤꯡ ꯑꯁꯤꯒꯤ ꯃꯈꯥ ꯄꯣꯜꯂꯤꯕꯥ ꯑꯀꯛꯅꯕ ꯐꯤꯆꯔꯁꯤꯡ ꯑꯃꯁꯨꯡ ꯐꯡꯀꯁꯅꯦꯂꯤꯇꯤꯁꯤꯡ ꯁꯤꯖꯤꯟꯅꯕꯒꯤ ꯇꯧꯕ ꯉꯝꯕꯗꯨ ꯂꯤꯃꯤꯠ ꯇꯧꯕꯥ ꯌꯥꯏ꯫ ꯁꯦꯀ꯭ꯌꯨꯔꯤꯇꯤ ꯏꯁꯨꯁꯤꯡ: ꯚꯔꯆꯨꯑꯦꯜ ꯃꯦꯁꯤꯟ ꯑꯃ ꯆꯂꯥꯏꯕꯅ ꯑꯅꯧꯕꯥ ꯁꯦꯀ꯭ꯌꯨꯔꯤꯇꯤꯒꯤ ꯈꯨꯗꯣꯡꯊꯤꯕ ꯊꯣꯛꯍꯟꯕꯥ ꯌꯥꯏ ꯃꯔꯝꯗꯤ ꯃꯁꯤꯅ ꯄꯣꯇꯦꯟꯁꯤꯑꯦꯜ ꯑꯣꯏꯅ ꯁꯤꯖꯤꯟꯅꯕ ꯌꯥꯕ ꯁꯣꯐꯇꯋꯥꯌꯔꯒꯤ ꯑꯇꯣꯞꯄ ꯂꯦꯌꯔ ꯑꯃ ꯍꯥꯞꯆꯤꯜꯂꯤ꯫ ꯃꯁꯤꯒꯤ ꯃꯊꯛꯇ ꯚꯔꯆꯨꯑꯦꯜ ꯃꯦꯁꯤꯟꯁꯤꯡ ꯑꯁꯤ ꯍꯣꯁ꯭ꯠ ꯁꯤꯁꯇꯦꯝꯗꯒꯤ ꯇꯣꯈꯥꯢꯅ ꯂꯩꯕꯅ ꯃꯔꯝ ꯑꯣꯏꯗꯨꯅ ꯁꯦꯀ꯭ꯌꯨꯔꯤꯇꯤꯒꯤ ꯈꯨꯗꯣꯡꯊꯤꯕꯁꯤꯡ ꯈꯪꯗꯣꯛꯄꯥ ꯑꯃꯁꯨꯡ ꯔꯦꯁꯄꯣꯟꯁ ꯇꯧꯕꯗ ꯍꯦꯟꯅ ꯑꯋꯥꯕ ꯑꯣꯏꯕ ꯌꯥꯏ꯫